ꯁꯥꯟꯇꯤ ꯑꯃꯁꯨꯡ ꯅꯨꯡꯉꯥꯏꯕ ꯋꯥꯈꯜꯂꯣꯟ ꯑꯃ ꯄꯣꯛꯍꯜꯂꯤꯕ ꯃꯐꯝ ꯑꯃ ꯐꯣꯡꯗꯣꯛꯄꯤꯌꯨ꯫ ꯃꯍꯧꯁꯥꯅ ꯀꯨꯞꯁꯤꯜꯂꯕ ꯂꯝꯀꯣꯏꯕꯁꯤꯡꯒꯤ ꯃꯔꯛꯇ ꯌꯥꯝꯅ ꯂꯨꯅ ꯊꯝꯂꯕ ꯁꯥꯟꯇꯤ ꯑꯃꯁꯨꯡ ꯅꯨꯡꯉꯥꯏꯕꯒꯤ ꯋꯥꯈꯜꯂꯣꯟ ꯑꯃ ꯄꯣꯛꯍꯜꯂꯤ ꯃꯐꯝ ꯑꯃ ꯂꯩ꯫ ꯃꯁꯤ ꯊꯨꯅ ꯌꯥꯝꯅ ꯑꯃꯁꯨꯡ ꯅꯨꯡꯉꯥꯏꯕ ꯀꯣꯇꯦꯖ ꯑꯃꯅꯤ꯫ ꯃꯁꯤꯗ ꯅꯨꯡꯉꯥꯏꯕ ꯑꯃꯁꯨꯡ ꯇꯔꯥꯝꯅ ꯑꯣꯛꯄꯒꯤ ꯃꯑꯣꯡ ꯑꯃ ꯂꯩ꯫ ꯃꯅꯥꯛ ꯅꯛꯄꯗ ꯆꯦꯟꯊꯔꯛꯄ ꯇꯨꯔꯦꯜ ꯑꯃꯒꯤ ꯇꯞꯅ ꯇꯞꯅ ꯈꯣꯟꯖꯦꯜ ꯇꯥꯕ ꯐꯪꯏ꯫ ꯑꯃꯁꯨꯡ ꯎꯆꯦꯛꯁꯤꯡꯒꯤ ꯈꯣꯟꯖꯦꯜꯅ ꯅꯨꯡꯁꯤꯠꯄꯨ ꯅꯨꯡꯉꯥꯏꯍꯟꯕ ꯁꯤꯟꯐꯝꯅꯤ ꯑꯃꯅ ꯃꯄꯨꯝ ꯐꯥꯍꯜꯂꯤ꯫ ꯃꯐꯝ ꯑꯁꯤꯒꯤ ꯐꯖꯕ ꯑꯁꯤ ꯆꯥꯡꯗꯝꯅꯕ ꯌꯥꯕ ꯑꯃꯅꯤ꯫ ꯊꯋꯥꯏ ꯌꯥꯎꯕ ꯐꯨꯜꯁꯤꯡ ꯑꯃꯁꯨꯡ ꯑꯋꯥꯡꯕ ꯎꯄꯥꯜꯁꯤꯡꯅ ꯊꯜꯂꯕ ꯄꯥꯛ ꯆꯥꯎꯔꯕ ꯕꯥꯒꯥꯟꯁꯤꯡ ꯂꯩ꯫ ꯑꯀꯣꯏꯕꯗ ꯂꯩꯔꯤꯕ ꯁꯥꯟꯇꯤꯗ ꯐꯝꯗꯨꯅ ꯅꯨꯡꯉꯥꯏꯅ ꯂꯩꯅꯕ ꯅꯤꯡꯊꯤꯖꯔꯕ ꯃꯐꯝ ꯀꯌꯥ ꯂꯩꯔꯤ꯫ ꯀꯣꯇꯦꯖ ꯑꯃꯁꯨꯡ ꯃꯁꯤꯒꯤ ꯑꯀꯣꯏꯕꯗ ꯂꯩꯔꯤꯕ ꯅꯤꯡꯊꯤꯖꯔꯕ ꯑꯦꯠꯃꯣꯁ꯭ꯐꯤꯌꯥꯔ ꯑꯁꯤ ꯅꯨꯡꯇꯤꯒꯤ ꯄꯨꯟꯁꯤꯒꯤ ꯍꯨꯔꯥꯟꯕ ꯑꯗꯨꯗꯒꯤ ꯃꯄꯨꯡ ꯐꯥꯅ ꯂꯥꯞꯊꯣꯛꯄ ꯑꯃꯅꯤ꯫ ꯌꯨꯝꯒꯤ ꯃꯅꯨꯡꯗ ꯀꯣꯇꯦꯖ ꯑꯁꯤ ꯅꯨꯡꯉꯥꯏꯕ ꯑꯃꯁꯨꯡ ꯌꯥꯝꯅ ꯐꯖꯅ ꯁꯦꯝ ꯁꯥꯕ ꯅꯨꯡꯉꯥꯏꯕ ꯐꯔꯅꯤꯆꯔꯁꯤꯡ ꯑꯃꯁꯨꯡ ꯍꯦꯔꯊꯇꯥ ꯆꯦꯟꯊꯔꯛꯄ ꯃꯩꯁꯥꯅ ꯊꯜꯂꯕ ꯃꯩꯁꯥꯅ ꯊꯜꯂꯕ ꯃꯐꯝ ꯑꯃꯅꯤ꯫ ꯑꯦꯝꯕꯤꯌꯟꯁ ꯑꯁꯤ ꯅꯨꯡꯁ ꯅꯨꯡꯉꯥꯏꯕ ꯅꯨꯡꯉꯥꯏꯕ ꯑꯃꯁꯨꯡ ꯅꯤꯡꯊꯤꯖꯅ ꯂꯩꯕ ꯑꯃꯅꯤ꯫ ꯑꯃꯁꯨꯡ ꯃꯁꯤ ꯅꯨꯡꯉꯥꯏꯅ ꯂꯩꯅꯕ ꯂꯥꯏꯔꯤꯛ ꯑꯃ ꯄꯥꯕꯥ ꯅꯠꯇ꯭ꯔꯒ ꯁꯨꯞꯅꯒꯤ ꯅꯨꯡꯉꯥꯏꯕ ꯅꯨꯡꯉꯥꯏꯅꯕ ꯌꯥꯝꯅ ꯐꯕ ꯃꯐꯝ ꯑꯃꯅꯤ꯫ ꯑꯄꯨꯟꯕ ꯑꯣꯏꯅ ꯃꯐꯝ ꯑꯁꯤ ꯁꯥꯟꯇꯤ ꯑꯃꯁꯨꯡ ꯅꯨꯡꯉꯥꯏꯕꯒꯤ ꯃꯐꯝ ꯑꯃꯅꯤ꯫ ꯃꯄꯥꯟꯗ ꯃꯤ ꯌꯥꯝꯅ ꯇꯤꯟꯕ ꯃꯥꯂꯦꯝ ꯑꯁꯤꯗꯒꯤ ꯅꯨꯡꯉꯥꯏꯕ ꯂꯧꯕ ꯄꯥꯝꯂꯤꯕꯁꯤꯡꯒꯤꯗꯃꯛꯇ ꯑꯁꯦꯡꯕ ꯁꯦꯟꯇ꯭ꯔꯦꯜ ꯁꯦꯛꯇꯔ ꯑꯃꯅꯤ꯫ ꯃꯇꯝ ꯑꯁꯤ ꯃꯐꯝ ꯑꯁꯤꯗ ꯂꯦꯞꯄ ꯂꯩꯇꯅ ꯂꯦꯞꯂꯤꯕ ꯃꯑꯣꯡꯗ ꯎꯕ ꯐꯪꯏ꯫ ꯑꯃꯁꯨꯡ ꯃꯤꯀꯨꯞ ꯈꯨꯗꯤꯡꯃꯛ ꯇꯞꯅ ꯇꯞꯅ ꯅꯨꯡꯉꯥꯏꯕ ꯑꯃꯁꯨꯡ ꯅꯨꯡꯉꯥꯏꯕꯒꯤ ꯋꯥꯈꯜꯂꯣꯟ ꯑꯃꯅ ꯊꯜꯂꯕ ꯌꯥꯏ꯫ ꯑꯥꯏꯁꯀ꯭ꯔꯤꯝꯒꯤ ꯑꯔꯤꯕ ꯄꯨꯋꯥꯔꯤ ꯑꯃ ꯂꯩꯔꯤ ꯃꯗꯨꯗꯤ ꯃꯁꯤ ꯈ꯭ꯔ꯭ꯤꯁ꯭ꯇꯒꯤ ꯃꯃꯥꯡ ꯆꯍꯤ ꯂꯤꯁꯤꯡ ꯑꯍꯨꯝꯗ ꯆꯥꯏꯅꯥꯗꯒꯤ ꯍꯧꯔꯛꯄ ꯌꯥꯏ꯫ ꯆꯥꯏꯅꯥꯒꯤ ꯅꯤꯡꯊꯧꯁꯤꯡꯅ ꯅꯣꯡꯕꯨ ꯃꯍꯩ-ꯃꯔꯣꯡ, ꯋꯥꯏ ꯑꯃꯁꯨꯡ ꯁꯪꯒꯣꯝꯒ ꯂꯣꯏꯅꯅ ꯅꯨꯡꯉꯥꯏꯅ ꯂꯩꯅꯕ ꯇ꯭ꯔꯤꯠꯃꯦꯟꯇꯁꯤꯡ ꯁꯦꯝꯈꯤ ꯍꯥꯏꯅ ꯊꯥꯖꯅꯩ꯫ ꯑꯥꯏꯁꯀ꯭ꯔꯤꯝꯒꯤ ꯃꯑꯣꯡ ꯑꯃ ꯃꯥꯔꯛꯀꯣ ꯄꯣꯂꯣꯅꯥ ꯆꯥꯏꯅꯥꯗ ꯆꯠꯈꯤꯕ ꯈꯣꯡꯆꯠ ꯑꯗꯨꯗꯒꯤ ꯍꯜꯂꯛꯄ ꯃꯇꯝꯗ ꯋꯦꯁ꯭ꯇꯔꯟ ꯋꯥꯔꯜꯗ ꯗ ꯄꯨꯔꯛꯈꯤ꯫ ꯑꯍꯥꯟꯕ ꯑꯥꯏꯁꯀ꯭ꯔꯤꯝꯒꯤ ꯔꯦꯁꯤꯄꯤꯁꯤꯡ ꯑꯁꯤ ꯏꯪꯂꯦꯟꯗ ꯗ ꯇꯔꯥ ꯅꯤꯄꯥꯜ ꯁꯨꯕ ꯆꯍꯤꯆꯥꯗ ꯊꯣꯛꯈꯤ ꯫ ꯑꯃꯁꯨꯡ ꯃꯁꯤ ꯑꯋꯥꯡꯕ ꯊꯥꯛꯀꯤ ꯈꯨꯟꯅꯥꯏꯒꯤꯗꯃꯛꯇ ꯂꯛꯖꯔꯤ ꯗꯦꯁ ꯗꯦꯖꯔꯠ ꯑꯃ ꯑꯣꯏꯅ ꯄꯤꯈꯤ꯫ ꯑꯥꯏꯁꯀ꯭ꯔꯤꯝ ꯑꯁꯤ ꯇꯔꯥꯃꯥꯄꯜ ꯁꯨꯕ ꯆꯍꯤꯆꯥꯗ ꯍꯦꯟꯅ ꯃꯤꯌꯥꯝꯅ ꯄꯥꯝꯅꯕ ꯑꯃꯁꯨꯡ ꯄꯥꯛ ꯁꯟꯅ ꯁꯤꯖꯤꯟꯅꯕ ꯍꯧꯔꯛꯈꯤ꯫ ꯃꯁꯤꯅ ꯈꯨꯠꯅ ꯁꯥꯕ ꯐ꯭ꯔꯤꯖꯔ ꯑꯁꯤ ꯄꯨꯊꯣꯛꯄꯗ ꯂꯥꯏꯊꯣꯛꯍꯟꯈꯤ꯫ ꯃꯇꯝ ꯑꯗꯨꯗꯒꯤ ꯍꯧꯅ ꯑꯥꯏꯁꯀ꯭ꯔꯤꯝ ꯑꯁꯤ ꯍꯦꯟꯅ ꯆꯥꯎꯈꯠꯂꯛꯈꯤ ꯫ꯑꯃꯁꯨꯡ ꯃꯥꯂꯦꯝ ꯄꯨꯝꯕꯗ ꯄꯥꯛ ꯁꯟꯅ ꯅꯨꯡꯉꯥꯏꯕ ꯃꯆꯤꯟꯖꯥꯛ ꯑꯃ ꯑꯣꯏꯔꯛꯈꯤ꯫